"ꯑꯣꯕꯖꯥꯔꯕꯦꯕꯜ " ꯑꯃꯁꯨꯡ "ꯏꯅꯐꯦꯔꯦꯕꯜ " ꯂꯝꯆꯠ-ꯁꯥꯖꯠꯀꯤ ꯃꯔꯛꯇ ꯂꯩꯕ ꯈꯦꯠꯅꯕ ꯑꯗꯨ ꯁꯟꯗꯣꯛꯅ ꯇꯥꯛꯄꯤꯌꯨ꯫ "ꯑꯣꯕꯖꯥꯔꯕꯦꯕꯜ ꯕꯤꯍꯦꯕꯤꯌꯔ" ꯍꯥꯏꯕꯁꯤꯅ ꯁꯦꯟꯁ ꯃꯉꯥꯒꯤ ꯈꯨꯠꯊꯥꯡꯗ ꯍꯛꯊꯦꯡꯅꯅꯥ ꯂꯧꯁꯤꯅꯕ ꯑꯃꯁꯨꯡ ꯃꯥꯄꯜ ꯁꯨꯕ ꯌꯥꯕ ꯑꯦꯛꯁꯟꯁꯤꯡ ꯑꯃꯁꯨꯡ ꯑꯦꯛꯁꯞꯔꯦꯁꯅꯁꯤꯡꯕꯨ ꯈꯪꯅꯩ, ꯍꯥꯏꯕꯗꯤ ꯅꯍꯥꯛꯅ ꯊꯦꯡꯅꯕ ꯅꯠꯇ꯭ꯔꯒ ꯁꯥꯛꯁꯤ ꯑꯣꯏꯕ ꯌꯥꯕ ꯋꯥꯐꯝ ꯑꯃꯥ, ꯍꯥꯏꯕꯗꯤ ꯑꯄꯤꯕ ꯐꯤꯚꯝ ꯑꯃꯗꯥ ꯀꯅꯥꯒꯨꯝꯕꯥ ꯑꯃꯅꯥ ꯍꯥꯏꯕ ꯅꯠꯇ꯭ꯔꯒ ꯇꯧꯔꯤꯕꯥ ꯑꯗꯨꯅꯤ꯫ ꯃꯁꯤꯒꯤ ꯂꯝꯆꯠ-ꯁꯥꯖꯠ ꯑꯁꯤ ꯎꯕꯥ, ꯇꯥꯕ, ꯊꯦꯡꯅꯕ, ꯁꯣꯛꯄ ꯅꯠꯇ꯭ꯔꯒ ꯇꯝꯁꯤꯟꯅꯕ ꯌꯥꯏ ꯑꯃꯁꯨꯡ ꯃꯁꯤ ꯑꯣꯕꯖꯦꯛꯇꯤꯚ ꯑꯣꯏꯅ ꯔꯦꯀꯣꯔꯗ ꯇꯧꯕ ꯑꯃꯁꯨꯡ ꯗꯣꯛꯌꯨꯃꯦꯟꯇ ꯇꯧꯕ ꯌꯥꯏ꯫ ꯈꯨꯗꯝ ꯑꯣꯏꯅ, ꯀꯔꯤꯒꯨꯝꯕ ꯃꯤꯑꯣꯏ ꯑꯃꯅꯥ ꯔꯨꯝꯗꯒꯤ ꯊꯣꯔꯛꯇꯨꯅ ꯊꯣꯡꯅꯥꯎ ꯑꯗꯨ ꯊꯤꯡꯖꯤꯜꯂꯕꯗꯤ, ꯑꯦꯛꯁꯟ ꯑꯗꯨ ꯑꯣꯕꯖꯥꯔꯚ ꯇꯧꯕ ꯑꯃꯁꯨꯡ ꯗꯣꯛꯌꯨꯃꯦꯟꯇ ꯇꯧꯕ ꯌꯥꯏ꯫ ꯑꯃꯔꯣꯝꯗ "ꯏꯅꯐꯦꯔꯦꯕꯜ " " ꯕꯤꯍꯦꯕꯤꯌꯔ" ꯍꯥꯏꯕꯁꯤ ꯍꯛꯊꯦꯡꯅꯅꯥ ꯌꯦꯡꯁꯤꯅꯕ ꯅꯠꯇ꯭ꯔꯒꯥ ꯃꯥꯄꯜ ꯁꯨꯕ ꯌꯥꯗꯦ꯫ ꯃꯗꯨꯒꯤ ꯃꯍꯨꯠꯇꯥ, ꯃꯁꯤꯗ ꯀꯅꯥꯒꯨꯝꯕ ꯑꯃꯒꯤ ꯃꯅꯨꯡꯒꯤ ꯑꯣꯏꯕ ꯐꯤꯚꯝ, ꯋꯥꯈꯜ ꯅꯠꯇ꯭ꯔꯒ ꯐꯤꯚꯝꯒꯤ ꯃꯇꯥꯡꯗ, ꯃꯈꯣꯏꯒꯤ ꯑꯣꯕꯖꯥꯔꯕꯦꯕꯜ ꯕꯤꯍꯦꯕꯤꯌꯔꯗꯥ ꯌꯨꯝꯐꯝ ꯑꯣꯏꯗꯨꯅ ꯋꯥꯔꯦꯞ ꯂꯧꯕ ꯅꯠꯇ꯭ꯔꯒ ꯋꯥꯔꯦꯞ ꯂꯧꯕ ꯌꯥꯎꯏ꯫ ꯍꯥꯏꯔꯤꯕ ꯏꯟꯐꯦꯟꯁꯁꯤꯡ ꯑꯁꯤ ꯃꯤꯑꯣꯏꯕꯒꯤ ꯀꯃꯟ ꯑꯣꯏꯕ ꯂꯝꯆꯠ-ꯁꯥꯖꯠ ꯑꯃꯁꯨꯡ ꯏꯃꯣꯁꯟꯁꯤꯡꯒꯤ ꯃꯇꯥꯡꯗꯥ ꯑꯩꯈꯣꯏꯅ ꯈꯪꯕꯥ ꯑꯃꯁꯨꯡ ꯂꯧꯁꯤꯟꯕꯗꯥ ꯌꯨꯝꯐꯝ ꯑꯣꯏꯕꯅꯤ ꯈꯨꯗꯝ ꯑꯣꯏꯅ, ꯀꯔꯤꯒꯨꯝꯕꯥ ꯀꯅꯥꯒꯨꯝꯕꯥ ꯑꯃꯅꯥ ꯔꯨꯝ ꯑꯃꯗꯒꯤ ꯊꯣꯔꯛꯇꯨꯅꯥ ꯊꯣꯡꯅꯥꯎ ꯑꯗꯨ ꯊꯤꯡꯖꯤꯜꯂꯕꯗꯤ, ꯀꯅꯥꯒꯨꯝꯕ ꯑꯃꯥꯅ ꯃꯤꯑꯣꯏ ꯑꯗꯨꯅ ꯃꯈꯣꯏꯒꯤ ꯏꯃꯣꯁꯟꯁꯤꯡ ꯑꯗꯨ ꯍꯛꯊꯦꯡꯅꯅꯥ ꯌꯦꯡꯁꯤꯟꯕ ꯉꯝꯗ꯭ꯔꯕꯁꯨ, ꯃꯤꯑꯣꯏ ꯑꯗꯨꯅ ꯋꯥꯈꯜ ꯅꯨꯡꯉꯥꯏꯇꯕ ꯅꯠꯇ꯭ꯔꯒꯥ ꯅꯨꯡꯉꯥꯏꯇꯕ ꯐꯥꯎꯔꯛꯄ ꯌꯥꯏ ꯍꯥꯏꯅ ꯂꯧꯕ ꯌꯥꯏ꯫ ꯈꯪꯖꯟꯒꯗꯕ ꯑꯃꯅꯥ, ꯑꯣꯕꯖꯥꯔꯕꯦꯕꯜ ꯕꯤꯍꯦꯕꯤꯌꯔ ꯑꯁꯤ ꯍꯛꯊꯦꯡꯅꯅꯥ ꯈꯪꯖꯟꯅꯕꯥ ꯑꯃꯁꯨꯡ ꯃꯥꯄꯜꯅꯤ ꯑꯗꯨꯒꯥ ꯏꯅꯐꯦꯔꯦꯕꯜ ꯕꯤꯍꯦꯕꯤꯌꯔ ꯑꯁꯤꯅꯥ ꯗꯤꯗꯛꯁꯟ ꯇꯧꯕ ꯑꯃꯁꯨꯡ ꯑꯣꯕꯖꯥꯔꯕꯦꯕꯜ ꯕꯤꯍꯦꯕꯤꯌꯔꯗꯥ ꯌꯨꯝꯐꯝ ꯑꯣꯏꯗꯨꯅ ꯃꯈꯥ ꯇꯥꯕꯥ ꯋꯥꯈꯜꯂꯣꯟꯁꯤꯡ, ꯃꯣꯇꯤꯕꯦꯁꯟꯁꯤꯡ ꯅꯠꯇ꯭ꯔꯒ ꯏꯃꯣꯁꯟꯁꯤꯡ ꯏꯟꯇꯔꯞꯔꯥꯏꯖ ꯇꯧꯕ ꯌꯥꯎꯏ꯫ ꯃꯦꯁꯤꯟ ꯂꯔꯅꯤꯡꯒꯤ ꯀꯥꯟꯅꯕ ꯃꯉꯥ ꯄꯤꯕꯤꯌꯨ꯫ ꯑꯍꯣꯡꯕ ꯄꯨꯔꯛꯄ ꯑꯆꯨꯝꯕ ꯃꯦꯁꯤꯟ ꯂꯔꯅꯤꯡ ꯑꯦꯂꯒꯣꯔꯤꯊꯝꯁꯤꯡꯅ ꯑꯆꯧꯕ ꯑꯃꯁꯨꯡ ꯑꯔꯨꯕ ꯗꯦꯇꯥ ꯁꯦꯠꯁꯤꯡ ꯑꯦꯅꯥꯂꯥꯏꯖ ꯇꯧꯗꯨꯅꯥ ꯄꯦꯇꯔꯅꯁꯤꯡ ꯈꯪꯗꯣꯛꯄ ꯉꯝꯒꯅꯤ ꯑꯃꯁꯨꯡ ꯍꯦꯟꯅꯥ ꯑꯆꯨꯝꯕ ꯄ꯭ꯔꯤꯗꯤꯛꯁꯟ ꯅꯠꯇ꯭ꯔꯒ ꯋꯥꯔꯦꯞ ꯂꯧꯕ ꯉꯝꯒꯅꯤ꯫ ꯏꯐꯤꯁꯤꯌꯦꯟꯇ ꯗꯦꯇꯥ ꯄ꯭ꯔꯣꯁꯦꯁꯤꯡ: ꯃꯦꯁꯤꯟ ꯂꯔꯅꯤꯡꯅꯥ ꯗꯦꯇꯥ ꯄ꯭ꯔꯣꯁꯦꯁꯤꯡ ꯑꯣꯇꯣꯃꯦꯇꯤꯛ ꯑꯣꯏꯍꯜꯂꯤ, ꯃꯁꯤꯅꯥ ꯌꯥꯝꯅ ꯊꯨꯅꯥ ꯑꯦꯅꯥꯂꯥꯏꯁꯤꯁ ꯇꯧꯕ ꯑꯃꯁꯨꯡ ꯔꯤꯁꯣꯔꯁꯁꯤꯡ ꯍꯦꯟꯅꯥ ꯏꯐꯤꯁꯤꯌꯦꯟꯇ ꯑꯣꯏꯅ ꯁꯤꯖꯤꯟꯅꯕ ꯌꯥꯍꯜꯂꯤ꯫ ꯑꯦꯗꯥꯞꯇꯦꯕꯤꯂꯤꯇꯤ ꯍꯦꯟꯒꯠꯍꯅꯕ ꯃꯦꯁꯤꯟ ꯂꯔꯅꯤꯡ ꯑꯦꯂꯒꯣꯔꯤꯊꯃꯁꯤꯡꯅꯥ ꯑꯅꯧꯕꯥ ꯗꯦꯇꯥꯗꯥ ꯇꯝꯁꯤꯅꯕ ꯑꯃꯁꯨꯡ ꯑꯦꯗꯞꯇꯦꯠ ꯇꯧꯕ ꯌꯥꯏ, ꯑꯃꯁꯨꯡ ꯔꯤꯖꯜꯇꯁꯤꯡꯗ ꯌꯨꯝꯐꯝ ꯑꯣꯏꯔꯒ ꯃꯈꯣꯏꯒꯤ ꯂꯝꯆꯠ-ꯁꯥꯖꯠ ꯍꯣꯡꯗꯣꯛꯄ ꯌꯥꯏ, ꯃꯁꯤꯅꯥ ꯑꯆꯨꯝꯕ ꯔꯤꯖꯜꯇꯁꯤꯡ ꯄꯤꯕꯒꯤ ꯃꯈꯣꯏꯒꯤ ꯇꯧꯕ ꯉꯝꯕꯁꯤꯡ ꯍꯦꯟꯒꯠꯍꯅꯕ ꯉꯝꯒꯅꯤ꯫ ꯄꯔꯁꯣꯅꯦꯂꯥꯏꯖꯦꯁꯟ: ꯃꯦꯁꯤꯟ ꯂꯔꯅꯤꯡ ꯑꯁꯤ ꯌꯨꯖꯔꯒꯤ ꯂꯝꯆꯠ-ꯁꯥꯖꯠ ꯑꯦꯅꯥꯂꯥꯏꯖ ꯇꯧꯕꯥ ꯑꯃꯁꯨꯡ ꯃꯤꯑꯣꯏ ꯑꯃꯃꯃꯒꯤ ꯌꯨꯖꯔꯁꯤꯡꯗꯥ ꯑꯦꯛꯁꯄꯔꯤꯌꯦꯟꯁꯁꯤꯡ ꯇꯦꯜꯂꯔ ꯇꯧꯕꯗꯥ ꯁꯤꯖꯤꯟꯅꯕꯥ ꯌꯥꯏ, ꯃꯁꯤꯅ ꯍꯦꯟꯅꯥ ꯄꯔꯁꯣꯅꯦꯂꯥꯏꯖ ꯑꯣꯏꯕ ꯑꯦꯛꯁꯄꯔꯤꯌꯦꯟꯁ ꯑꯃꯥ ꯊꯣꯛꯍꯜꯂꯤ꯫ ꯃꯃꯜ ꯍꯟꯊꯕ ꯂꯦꯕꯔ-ꯏꯟꯇꯦꯟꯁꯤꯕ ꯊꯕꯛꯁꯤꯡ ꯑꯣꯇꯣꯃꯦꯇꯦꯗ ꯇꯧꯗꯨꯅꯥ ꯑꯃꯁꯨꯡ ꯍꯦꯟꯅꯥ ꯑꯆꯨꯝꯕ ꯄ꯭ꯔꯤꯗꯤꯛꯁꯅꯁꯤꯡ ꯁꯦꯝꯗꯨꯅꯥ ꯃꯦꯁꯤꯟ ꯂꯔꯅꯤꯡꯅꯥ ꯗꯦꯇꯥ ꯄ꯭ꯔꯣꯁꯦꯁꯤꯡ ꯑꯃꯁꯨꯡ ꯋꯥꯔꯦꯞ ꯂꯧꯕꯒꯤ ꯃꯃꯜ ꯌꯥꯝꯅ ꯍꯟꯊꯍꯅꯕꯥ ꯉꯝꯒꯅꯤ꯫ ꯋꯥꯔꯤ ꯑꯃꯥꯗ "ꯐ꯭ꯔꯣꯒ" ꯍꯥꯏꯕ ꯁ꯭ꯠꯔꯤꯡ ꯑꯁꯤ ꯁꯤꯖꯤꯟꯅꯅꯕꯒꯤ ꯀ꯭ꯔꯤꯌꯦꯇꯤꯚ ꯑꯣꯏꯕ ꯃꯑꯣꯡ ꯑꯃꯥ ꯄꯤꯌꯨ꯫ ꯋꯥꯔꯤ ꯑꯃꯗꯥ "ꯐ꯭ꯔꯣꯒ" ꯍꯥꯏꯕ ꯁ꯭ꯠꯔꯤꯡ ꯑꯁꯤ ꯁꯤꯖꯤꯟꯅꯕꯒꯤ ꯀ꯭ꯔꯤꯌꯦꯇꯤꯕ ꯑꯣꯏꯕ ꯃꯑꯣꯡ ꯑꯃꯗꯤ ꯃꯔꯨꯑꯣꯏꯕ ꯀꯦꯔꯦꯛꯇꯔꯒꯤ ꯃꯤꯡꯒꯤ ꯑꯦꯛꯔꯣꯅꯤꯝ ꯑꯃꯥ ꯑꯣꯏꯅꯥ ꯁꯤꯖꯤꯟꯅꯕꯅꯤ꯫ ꯈꯨꯗꯝ ꯑꯣꯏꯅ, ꯋꯥꯔꯤ ꯑꯁꯤ ꯐꯤꯑꯣꯅꯥ ꯔꯣꯖ ꯑꯣꯂꯤꯚꯤꯌꯥ ꯒ꯭ꯔꯥꯍꯥꯝ ꯀꯧꯕ ꯅꯍꯥ ꯑꯣꯏꯔꯤꯕ ꯅꯨꯄꯤꯃꯆꯥ ꯑꯃꯒꯤ ꯃꯔꯝꯗ ꯅꯠꯇ꯭ꯔꯒ ꯊꯣꯏꯗꯣꯛꯄ ꯃꯑꯣꯡꯗꯒꯤ ꯃꯔꯝꯗꯥꯑꯣꯏꯕ ꯌꯥꯏ꯫ ꯃꯇꯝ ꯄꯨꯝꯅꯃꯛꯇ ꯃꯍꯥꯛꯀꯤ ꯑꯈꯟꯅꯕ ꯃꯤꯡꯒꯤ ꯃꯇꯥꯡꯗ ꯃꯁꯥꯅꯥ ꯃꯁꯥꯕꯨ ꯊꯥꯖꯖꯕ ꯐꯤꯑꯣꯅꯥ ꯃꯍꯥꯛꯀꯤ ꯃꯤꯑꯣꯏꯕꯒꯤ ꯃꯁꯛ ꯑꯗꯨ ꯂꯧꯁꯤꯟꯅꯕ ꯈꯣꯡꯆꯠ ꯑꯃꯥ ꯍꯧꯔꯛꯏ ꯑꯃꯁꯨꯡ ꯃꯍꯥꯛꯄꯨ ꯊꯣꯏꯗꯣꯛ ꯍꯦꯟꯗꯣꯛꯄ ꯑꯣꯏꯍꯜꯂꯤꯕꯥ ꯑꯗꯨꯕꯨ ꯅꯨꯡꯁꯤꯕꯥ ꯇꯃꯏ꯫ ꯂꯝꯕꯤꯗꯥ ꯃꯍꯥꯛꯅꯥ ꯃꯁꯥꯃꯛꯄꯨ ꯑꯆꯨꯝꯕ ꯋꯥꯌꯦꯜ ꯄꯤꯕꯒꯤ ꯃꯔꯨꯑꯣꯏꯕꯒꯤ ꯃꯇꯥꯡꯗ ꯃꯍꯥꯛꯄꯨ ꯃꯃꯜ ꯌꯥꯝꯂꯕ ꯄꯨꯟꯁꯤꯒꯤ ꯂꯥꯏꯁꯣꯟꯁꯤꯡ ꯇꯝꯕꯤꯔꯤꯕ ꯇꯣꯉꯥꯟ ꯇꯣꯉꯥꯟꯕ ꯃꯤꯑꯣꯏꯁꯤꯡꯒ ꯎꯅꯩ, ꯑꯃꯁꯨꯡ ꯑꯔꯣꯏꯕꯗ ꯃꯍꯥꯛꯅꯥ "ꯐ꯭ꯔꯣꯒ" ꯑꯃꯥ ꯑꯣꯏꯕ ꯍꯥꯏꯕꯁꯤ ꯆꯥꯎꯊꯣꯛꯆꯅꯤꯡꯉꯥꯏ ꯑꯣꯏꯕ ꯋꯥꯐꯝ ꯑꯃꯅꯤ ꯍꯥꯐꯕ ꯈꯪꯏ꯫